ꯌꯨꯅꯥꯏꯇꯦꯠ ꯀ꯭ꯂꯥꯏꯃꯦꯠ ꯅꯦꯠꯋꯥꯔꯛ ꯅ ꯈꯨꯗꯣꯡꯊꯤꯅꯤꯡꯉꯥꯏ ꯑꯣꯏꯕ ꯃꯈꯜ ꯑꯃ ꯑꯣꯏꯅ ꯂꯤꯁ꯭ꯠ ꯇꯧꯔꯤ꯫ ꯃꯈꯣꯏꯒꯤ ꯍꯤꯡꯅꯕꯒꯤ ꯃꯔꯨꯑꯣꯏꯕ ꯆꯩꯊꯦꯡ ꯑꯁꯤ ꯀ꯭ꯂꯥꯏꯃꯦꯠ ꯆꯦꯟꯖꯅꯤ꯫ ꯃꯁꯤꯅ ꯃꯈꯣꯏꯒꯤ ꯁꯃꯨꯗ꯭ꯔꯒꯤ ꯏꯁꯤꯡꯒꯤ ꯏꯆꯦꯜ ꯌꯥꯝꯅ ꯊꯨꯅ ꯃꯥꯡꯍꯟꯕ ꯉꯝꯍꯜꯂꯤ꯫ ꯑꯇꯣꯞꯄ ꯈꯨꯗꯣꯡꯊꯤꯕꯁꯤꯡꯒꯤ ꯃꯅꯨꯡꯗ ꯂꯝ ꯂꯧꯁꯤꯟꯕ, ꯄꯣꯂꯨꯁꯟ, ꯑꯃꯁꯨꯡ ꯃꯤꯑꯣꯏꯕꯒ ꯂꯥꯟꯊꯦꯡꯅꯕ ꯑꯁꯤꯅꯆꯤꯡꯕ ꯌꯥꯎꯔꯤ꯫। ꯄꯦꯄꯔ ꯂꯩꯇꯕ ꯗꯣꯛꯌꯨꯃꯦꯟꯇꯁꯤꯡ ꯑꯁꯤ ꯄꯦꯄꯔ ꯗꯣꯛꯌꯨꯃꯦꯟꯇꯁꯤꯡꯗꯒꯤ ꯍꯦꯟꯅ ꯁꯤꯖꯤꯟꯅꯕꯒꯤ ꯃꯔꯨꯑꯣꯏꯕ ꯀꯥꯟꯅꯕꯁꯤꯡ ꯑꯗꯨ ꯁꯟꯗꯣꯛꯅ ꯇꯥꯛꯄꯤꯌꯨ꯫ ꯄꯦꯄꯔ ꯗꯣꯛꯌꯨꯃꯦꯟꯇꯁꯤꯡꯗꯒꯤ ꯍꯦꯟꯅ ꯄꯦꯄꯔꯂꯦꯁ ꯗꯣꯛꯌꯨꯃꯦꯟꯇꯁꯤꯡ ꯁꯤꯖꯤꯟꯅꯕꯒꯤ ꯃꯔꯨꯑꯣꯏꯕ ꯀꯥꯟꯅꯕꯁꯤꯡꯗꯤ: ꯐꯖꯅ ꯁ꯭ꯇꯣꯔ ꯇꯧꯕ ꯑꯃꯁꯨꯡ ꯑꯦꯛꯁꯦꯁ ꯇꯧꯕ: ꯏꯂꯦꯛꯠꯔꯣꯅꯤꯛ ꯗꯣꯛꯌꯨꯃꯦꯟꯇꯁꯤꯡ ꯑꯁꯤ ꯄꯦꯄꯔ ꯗꯣꯛꯌꯨꯃꯦꯟꯇꯁꯤꯡꯗꯒꯤ ꯍꯦꯟꯅ ꯁ꯭ꯇꯣꯔ ꯇꯧꯕ ꯑꯃꯁꯨꯡ ꯑꯦꯛꯁꯦꯁ ꯇꯧꯕꯗ ꯂꯥꯏꯕ ꯑꯣꯏ꯫ ꯃꯈꯣꯏ ꯑꯁꯤ ꯀꯝꯄ꯭ꯌꯨꯇꯔ ꯅꯠꯇ꯭ꯔꯒ ꯀ꯭ꯂꯥꯎꯗ ꯁ꯭ꯇꯣꯔꯦꯖꯒꯨꯝꯕ ꯗꯤꯚꯥꯏꯁꯁꯤꯡꯗ ꯐꯖꯅ ꯁ꯭ꯇꯣꯔ ꯇꯧꯕ ꯌꯥꯏ꯫ ꯑꯃꯁꯨꯡ ꯃꯇꯝ ꯑꯃꯠꯇꯗ ꯑꯃꯁꯨꯡ ꯃꯐꯝ ꯑꯃꯍꯦꯛꯇꯗ ꯑꯦꯛꯁꯦꯁ ꯇꯧꯕ ꯌꯥꯏ꯫ ꯃꯃꯜ ꯍꯟꯊꯕ: ꯄꯦꯄꯔ ꯂꯩꯇ ꯗꯣꯀꯨꯃꯦꯟꯇꯁꯤꯡꯅ ꯄꯦꯄꯔ, ꯏꯉ꯭ꯛ, ꯑꯃꯁꯨꯡ ꯇꯣꯅꯔꯒꯨꯝꯕ ꯃꯆꯥꯛꯁꯤꯡꯒꯤ ꯃꯊꯧ ꯇꯥꯕ ꯑꯗꯨ ꯀꯣꯛꯍꯜꯂꯤ꯫ ꯃꯁꯤꯒꯤ ꯃꯊꯛꯇ ꯃꯁꯤꯅ ꯄꯦꯄꯔ ꯗꯣꯛꯌꯨꯃꯦꯟꯇꯁꯤꯡꯒ ꯃꯔꯤ ꯂꯩꯅꯕ ꯁ꯭ꯇꯣꯔꯦꯖ ꯑꯃꯁꯨꯡ ꯄꯣꯁ꯭ꯇꯦꯜ ꯀꯣꯁ꯭ꯇꯁꯤꯡ ꯍꯟꯊꯍꯜꯂꯤ꯫ ꯁꯦꯛꯌꯨꯔꯤꯇꯤ ꯍꯦꯅꯒꯠꯂꯛꯄ: ꯗꯤꯖꯤꯇꯥꯏꯖ ꯇꯧꯔꯕ ꯗꯣꯛꯌꯨꯃꯦꯟꯇꯁꯤꯡ ꯑꯁꯤ ꯄꯥꯁꯋꯥꯔꯗ, ꯑꯦꯅꯀꯔꯤꯄꯁꯟꯒ ꯂꯣꯏꯅꯅ ꯉꯥꯛꯊꯣꯛꯄ ꯌꯥꯏ ꯫ꯑꯃꯁꯨꯡ ꯗꯦꯇꯥ ꯃꯥꯡꯍꯟꯕ ꯊꯤꯡꯅꯕ ꯆꯥꯡ ꯅꯥꯏꯅ ꯕꯦꯀꯑꯞ ꯇꯧꯕ ꯌꯥꯕꯅ ꯁꯦꯀ꯭ꯌꯨꯔꯤꯇꯤꯒꯤ ꯊꯥꯛ ꯍꯦꯟꯅ ꯂꯩ꯫ ꯃꯈꯣꯢꯗ ꯀꯅꯥꯅ ꯑꯦꯛꯁꯦꯁ ꯂꯩꯕꯒꯦ ꯑꯃꯁꯨꯡ ꯑꯍꯣꯡꯕ ꯄꯨꯔꯛꯄ ꯑꯃꯠꯇ ꯂꯩꯕꯒꯦ ꯍꯥꯏꯕꯗꯨ ꯌꯦꯡꯁꯤꯟꯕꯗꯁꯨ ꯍꯦꯟꯅ ꯂꯥꯏꯕ ꯑꯣꯏ꯫ ꯑꯦꯅꯚꯥꯏꯔꯅꯃꯦꯟꯇ ꯐ꯭ꯔꯦꯟꯗꯥꯂꯤ: ꯄꯦꯄꯔꯂꯦꯁ ꯗꯣꯀꯨꯃꯦꯟꯇꯦꯁꯅꯅ ꯄꯦꯄꯔ ꯑꯃꯁꯨꯡ ꯏꯪ ꯁꯤꯖꯤꯟꯅꯕ ꯍꯟꯊꯍꯅꯕꯅ ꯃꯔꯝ ꯑꯣꯏꯗꯨꯅ ꯒ꯭ꯔꯤꯟ ꯑꯃꯁꯨꯡ ꯏꯀꯣ-ꯐ꯭ꯔꯦꯟꯗꯂꯤ ꯑꯦꯅꯚꯥꯏꯔꯅꯃꯦꯟꯇ ꯑꯃꯥ ꯌꯣꯛꯈꯠꯂꯤ꯫ ꯃꯁꯤꯅ ꯃꯔꯝ ꯑꯣꯏꯗꯨꯅ ꯎꯃꯪ ꯂꯧꯊꯣꯛꯄ ꯑꯃꯁꯨꯡ ꯄꯣꯂꯨꯁꯟ ꯍꯟꯊꯍꯜꯂꯤ꯫ ꯍꯦꯟꯒꯠꯄ ꯄꯨꯟꯅ ꯊꯕꯛ ꯇꯧꯃꯤꯟꯅꯕ: ꯏꯂꯦꯛꯇ꯭ꯔꯣꯅꯤꯛ ꯗꯣꯀꯨꯃꯦꯟꯇꯁꯤꯡ ꯑꯁꯤ ꯃꯐꯝ ꯀꯌꯥꯗ ꯌꯦꯡꯗꯅ ꯃꯤꯑꯣꯏ ꯀꯌꯥꯅ ꯁꯦꯌꯔ ꯇꯧꯕ ꯑꯃꯁꯨꯡ ꯑꯦꯗꯤꯠ ꯇꯧꯕ ꯌꯥꯏ꯫ ꯃꯁꯤꯅ ꯄꯨꯟꯅ ꯊꯕꯛ ꯇꯧꯃꯤꯟꯅꯕꯒꯤ ꯊꯥꯛ ꯍꯦꯟꯒꯠꯍꯜꯂꯤ ꯑꯃꯁꯨꯡ ꯄ꯭ꯔꯣꯖꯦꯛꯇ ꯑꯃꯗ ꯊꯕꯛ ꯇꯧꯕꯒꯤ ꯊꯧꯑꯣꯡ ꯑꯁꯤ ꯍꯦꯟꯅ ꯏꯐꯤꯁꯤꯌꯦꯟꯇ ꯑꯣꯏꯍꯜꯂꯤ꯫ ꯈꯪꯖꯤꯟꯒꯗꯕ ꯑꯃꯅ, ꯄꯦꯄꯔꯂꯦꯁ ꯗꯣꯛꯌꯨꯃꯦꯟꯇꯁꯤꯡꯅꯥ ꯄꯦꯄꯔ ꯗꯣꯛꯌꯨꯃꯦꯟꯇꯁꯤꯡꯗꯒꯤ ꯍꯦꯟꯅ ꯀꯥꯟꯅꯕ ꯀꯌꯥ ꯄꯤꯔꯤ꯫ ꯃꯗꯨꯒꯤ ꯃꯅꯨꯡꯗ ꯈꯨꯗꯣꯡꯆꯥꯕ ꯌꯥꯕ ꯁ꯭ꯇꯣꯔꯦꯖ ꯑꯃꯁꯨꯡ ꯑꯦꯛꯁꯦꯁ, ꯃꯃꯜ ꯍꯟꯊꯕꯥ, ꯁꯦꯀ꯭ꯌꯨꯔꯤꯇꯤ ꯍꯦꯟꯒꯠꯄꯥ, ꯑꯀꯣꯏꯔꯣꯟ ꯉꯥꯛꯊꯣꯛꯄ, ꯑꯃꯁꯨꯡ ꯏꯐꯤꯁꯤꯑꯦꯟꯇ ꯑꯣꯢꯍꯟ ꯑꯣꯏꯕ ꯄꯨꯟꯅ ꯊꯕꯛ ꯇꯧꯃꯤꯟꯅꯕ ꯌꯥꯎꯏ꯫ ꯍꯥꯏ-ꯄꯥꯔꯐꯣꯔꯃꯦꯟꯁ ꯀꯝꯄ꯭ꯌꯨꯇꯤꯡ ꯑꯃꯁꯨꯡ ꯀ꯭ꯂꯥꯎꯗꯥ ꯀꯝꯄ꯭ꯌꯨꯇꯤꯡ ꯍꯥꯌꯕꯁꯤ ꯀꯔꯤꯅꯣ? ꯍꯥꯏ-ꯄꯥꯔꯐꯣꯔꯃꯦꯟꯁ ꯀꯝꯞꯌꯨꯇꯤꯡ ꯍꯥꯢꯕꯁꯤꯅ ꯇ꯭ꯔꯦꯗꯤꯁ꯭ꯅꯦꯜ ꯀꯝꯄ꯭ꯌꯨꯇꯦꯁ꯭ꯅꯦꯜ ꯃꯦꯊꯗꯁꯤꯡꯒꯥ ꯂꯣꯏꯅꯅ ꯑꯇꯣꯞꯄ ꯃꯑꯣꯡ ꯑꯃꯗ ꯑꯣꯏꯊꯣꯛꯄ ꯉꯝꯗꯕ ꯅꯠꯇ꯭ꯔꯒ ꯃꯇꯝ ꯌꯥꯝꯅ ꯆꯪꯒꯗꯕ ꯃꯑꯔꯨꯕ ꯀꯝꯄ꯭ꯌꯨꯇꯦꯁ꯭ꯅꯦꯜ ꯄ꯭ꯔꯣꯕ꯭ꯂꯦꯝꯁꯤꯡ ꯀꯣꯛꯍꯟꯅꯕ ꯁꯨꯄꯔ ꯀꯝꯄ꯭ꯨꯌꯇꯔ ꯑꯃꯁꯨꯡ ꯄꯦꯔꯥꯂꯦꯜ ꯄ꯭ꯔꯣꯁꯦꯁꯤꯡ ꯌꯥꯎꯅ ꯑꯍꯣꯡꯕ ꯀꯝꯄ꯭ꯌꯨꯇꯤꯡ ꯔꯤꯁꯣꯔꯁꯁꯤꯡ ꯁꯤꯖꯤꯟꯅꯕꯕꯨ ꯈꯪꯅꯩ꯫ ꯍꯥꯏ ꯄ꯭ꯔꯐꯣꯃꯦꯟꯁ ꯀꯝꯄ꯭ꯌꯨꯇꯤꯡ ꯅꯥ ꯁꯥꯏꯟꯇꯤꯐꯤꯛ ꯔꯤꯁꯔꯆ, ꯏꯟꯖꯤꯅꯤꯌꯔꯤꯡ, ꯑꯃꯁꯨꯡ ꯐꯥꯏꯅꯥꯟꯁꯤꯑꯦꯜ ꯑꯦꯅꯥꯂꯥꯏꯁꯤꯁ ꯌꯥꯎꯕ ꯃꯈꯜ ꯀꯌꯥꯒꯤ ꯑꯦꯞꯂꯤꯀꯦꯁꯟꯁꯤꯡꯗ ꯁꯤꯖꯤꯟꯅꯗꯨꯅ ꯑꯆꯧꯕ ꯗꯦꯇꯥꯁꯤꯡ ꯄ꯭ꯔꯣꯁꯦꯁ ꯇꯧꯕ ꯑꯃꯁꯨꯡ ꯌꯥꯝꯅ ꯊꯨꯅ ꯑꯔꯨꯕ ꯀꯦꯜꯀꯨꯂꯦꯁꯟꯁꯤꯡ ꯄꯥꯡꯊꯣꯛꯏ꯫ ꯃꯥꯏꯀꯩ ꯑꯃꯔꯣꯝꯗ, ꯀ꯭ꯔꯥꯎꯗ ꯀꯝꯄ꯭ꯌꯨꯇꯤꯡ ꯍꯥꯏꯕꯁꯤ ꯏꯟꯇꯔꯅꯦꯠꯀꯤ ꯈꯨꯠꯊꯥꯡꯗ ꯄ꯭ꯔꯣꯁꯦꯁꯤꯡ ꯄꯥꯋꯔ, ꯁ꯭ꯇꯣꯔꯦꯖ, ꯑꯃꯁꯨꯡ ꯁꯣꯐꯠꯇꯋꯥꯌꯔ ꯑꯦꯞꯂꯤꯀꯦꯁꯟꯁꯤꯡ ꯌꯥꯎꯅ ꯀꯝꯄ꯭ꯌꯨꯇꯤꯡ ꯁꯔꯚꯤꯁꯁꯤꯡ ꯄꯤꯕꯕꯨ ꯈꯪꯅꯩ꯫ ꯃꯈꯣꯏ ꯃꯁꯥꯒꯤ ꯀꯝꯄ꯭ꯌꯨꯇꯤꯡ ꯏꯟꯐ꯭ꯔꯥꯁ꯭ꯇꯔꯛꯆꯔꯗ ꯁꯦꯜ ꯊꯥꯗꯕ ꯑꯃꯁꯨꯡ ꯁꯦꯟꯅꯕꯒꯤ ꯃꯍꯨꯠꯇ ꯕꯤꯖꯤꯅꯦꯁꯁꯤꯡ ꯑꯃꯁꯨꯡ ꯑꯣꯔꯒꯅꯥꯏꯖꯦꯁꯟꯁꯤꯡꯅ ꯔꯤꯁꯣꯔꯁꯁꯤꯡ ꯑꯁꯤ ꯑꯣꯟ-ꯗꯤꯃꯥꯟꯗ ꯑꯣꯏꯅ ꯑꯦꯛꯁꯦꯁ ꯇꯧꯕ ꯌꯥꯏ꯫ ꯃꯈꯣꯏꯅ ꯁꯤꯖꯤꯟꯅꯔꯤꯕ ꯑꯗꯨ ꯈꯛꯇꯒꯤ ꯁꯦꯜ ꯄꯤꯕ ꯌꯥꯏ꯫ ꯀ꯭ꯂꯥꯎꯗ ꯀꯝꯄ꯭ꯌꯨꯇꯤꯡꯅ ꯐ꯭ꯂꯦꯛꯁꯤꯕꯤꯂꯤꯇꯤ, ꯁ꯭ꯀꯦꯂꯦꯕꯤꯂꯤꯇꯤ, ꯑꯃꯁꯨꯡ ꯃꯃꯜ ꯍꯣꯡꯕ ꯄꯤꯔꯤ꯫ ꯃꯁꯤꯅ ꯕꯤꯖꯤꯅꯦꯁ ꯑꯃꯁꯨꯡ ꯑꯣꯔꯒꯅꯥꯏꯖꯦꯁꯟ ꯀꯌꯥꯒꯤ ꯃꯤꯌꯥꯝꯅ ꯄꯥꯝꯅꯕ ꯈꯟꯐꯝ ꯑꯃ ꯑꯣꯏꯍꯜꯂꯤ꯫ ꯍꯥꯏ-ꯄꯥꯔꯐꯣꯔꯃꯦꯟꯁ ꯀꯝꯞꯌꯨꯇꯤꯡ ꯑꯃꯁꯨꯡ ꯀ꯭ꯂꯥꯎꯗ ꯀꯝꯞꯌꯨꯇꯤꯡ ꯑꯅꯤꯃꯛꯅ ꯑꯍꯣꯡꯕ ꯀꯝꯞꯌꯨꯇꯤꯡ ꯀꯦꯄꯦꯕꯤꯂꯤꯇꯤꯁꯤꯡ ꯄꯤꯔꯕꯁꯨ ꯃꯈꯣꯏꯅ ꯇꯣꯉꯥꯟ ꯇꯣꯉꯥꯟꯕ ꯄꯥꯟꯗꯝꯁꯤꯡ ꯐꯪꯏ꯫ ꯑꯃꯁꯨꯡ ꯇꯣꯉꯥꯟ ꯇꯣꯉꯥꯟꯕ ꯀꯥꯟꯅꯕ ꯀꯌꯥ ꯂꯩ꯫ ꯑꯁꯤ ꯌꯥꯝꯅ ꯋꯥꯡꯕ ꯄ꯭ꯔꯣꯁꯦꯁꯤꯡ ꯄꯥꯋꯔ ꯃꯊꯧ ꯇꯥꯕ ꯑꯆꯧꯕ ꯁ꯭ꯀꯦꯜꯒꯤ, ꯗꯦꯇꯥ-ꯏꯟꯇꯦꯟꯁꯤꯚ ꯑꯦꯞꯂꯤꯀꯦꯁꯟꯁꯤꯡꯒꯤꯗꯃꯛꯇ ꯍꯦꯟꯅ ꯆꯨꯅꯕ ꯑꯣꯏ꯫ ꯑꯗꯨꯒ ꯀ꯭ꯂꯥꯎꯗꯥ ꯀꯝꯄ꯭ꯌꯨꯇꯤꯡ ꯑꯁꯤꯅ ꯀꯝꯄ꯭ꯌꯨꯇꯤꯡ ꯔꯤꯁꯣꯔꯁꯁꯤꯡ ꯑꯣꯟ-ꯗꯤꯃꯥꯟꯗ ꯑꯦꯛꯁꯦꯁ ꯇꯧꯕ ꯄꯥꯝꯕ ꯑꯃꯁꯨꯡ ꯃꯊꯧ ꯇꯥꯕꯒꯤ ꯃꯇꯨꯡꯏꯟꯅ ꯃꯈꯣꯢꯒꯤ ꯁꯤꯖꯤꯟꯅꯐꯝ ꯁ꯭ꯀꯦꯜ ꯇꯧꯕ ꯄꯥꯝꯕ ꯕꯤꯖꯤꯅꯦꯁꯁꯤꯡꯒꯤꯗꯃꯛꯇ ꯍꯦꯟꯅ ꯈꯨꯗꯣꯡꯆꯥꯏ꯫